ꯑꯄꯤꯕ ꯇꯦꯛꯁ ꯑꯗꯨꯒꯤ ꯁꯝꯖꯤꯟꯅꯐꯝ ꯑꯣꯏꯕ ꯍꯦꯠꯂꯥꯏꯟ ꯑꯃ ꯁꯦꯝꯃꯨ꯫ ꯑꯦꯗꯤꯗꯥꯁꯀ ꯈꯨꯠꯁꯝꯅꯗꯨꯅ ꯗꯤꯖꯥꯏꯟ ꯇꯧꯕ ꯑꯅꯧ ꯄꯨꯃ ꯖꯨꯇꯣ ꯀꯂꯦꯛꯁꯟ ꯑꯁꯤ ꯃꯑꯣꯡ ꯑꯃꯁꯨꯡ ꯅꯨꯡꯉꯥꯏꯕꯒꯤ ꯑꯣꯟ ꯇꯔꯦꯟ ꯕꯂꯦꯟ ꯑꯃꯅꯤ꯫ ꯄꯔꯤꯃꯤꯌꯥꯝ ꯂꯦꯗꯔ ꯑꯃꯁꯨꯡ ꯂꯥꯏꯠꯋꯦꯠ ꯁꯣꯜꯁꯤꯡꯒ ꯂꯣꯏꯅꯅ ꯁꯥꯕ ꯖꯨꯇꯣꯁꯤꯡ ꯑꯁꯤ ꯈ꯭ꯋꯥꯏꯗꯒꯤ ꯋꯥꯡꯕ ꯊꯥꯛꯀꯤ ꯅꯨꯡꯉꯥꯏꯕ ꯄꯤꯕꯒ ꯂꯣꯌꯅꯅ ꯑꯗꯣꯝꯕꯨ ꯑꯆꯧꯕ ꯃꯑꯣꯡꯗ ꯎꯕ ꯐꯪꯍꯟꯅꯕ ꯗꯤꯖꯥꯏꯟ ꯇꯧꯕꯅꯤ꯫ ꯑꯅꯧꯕ ꯄꯨꯃ ꯖꯨꯇꯣ ꯀꯂꯦꯛꯁꯟ ꯑꯁꯤꯅ ꯑꯦꯗꯤꯗꯥꯁꯀ ꯄꯨꯟꯅ ꯊꯕꯛ ꯇꯧꯃꯤꯟꯅꯗꯨꯅ ꯁ꯭ꯇꯥꯏꯜ ꯑꯃꯁꯨꯡ ꯀꯝꯐꯣꯔꯠ ꯄꯨꯟꯁꯤꯜꯂꯤ꯫ ꯃꯈꯥꯗ ꯄꯤꯔꯤꯕ ꯋꯥꯍꯩꯁꯤꯡ ꯑꯁꯤꯒꯤ ꯃꯅꯨꯡꯗ ꯑꯅꯤ ꯈꯟꯕꯤꯌꯨ ꯑꯃꯁꯨꯡ ꯑꯃꯝꯃꯝꯒꯤ ꯑꯣꯏꯅ ꯈꯨꯗꯝ ꯑꯣꯏꯕ ꯋꯥꯍꯩ ꯑꯃ ꯄꯤꯕꯤꯌꯨ꯫ ꯋꯥꯈꯜ ꯋꯥꯕ ꯊꯧꯖꯥꯜ ꯍꯩꯕ꯫ ꯋꯥꯈꯜ ꯋꯥꯕ ꯃꯍꯥꯛꯀꯤ ꯃꯔꯨꯄꯀꯤ ꯋꯥꯔꯤ ꯇꯥꯕ ꯃꯇꯨꯡꯗ ꯃꯍꯥꯛꯀꯤ ꯃꯐꯃꯗ ꯄꯟꯁꯂꯥꯏꯟ ꯑꯗꯨ ꯂꯧꯁꯤꯟꯅꯕ ꯍꯣꯠꯅꯕꯗ ꯋꯥꯈꯜ ꯅꯨꯡꯉꯥꯏꯇꯕ ꯃꯤꯠꯌꯦꯡ ꯑꯃ ꯎꯈꯤ꯫ ꯊꯧꯖꯥꯜ ꯍꯩꯕ ꯍꯣꯁ ꯑꯗꯨꯅ ꯊꯧꯖꯥꯜ ꯄꯤꯕꯤꯈꯤ ꯑꯃꯁꯨꯡ ꯃꯈꯣꯏꯒꯤ ꯃꯤꯊꯨꯡꯂꯦꯟ ꯄꯨꯝꯅꯃꯛ ꯅꯨꯡꯉꯥꯏꯅ ꯑꯃꯁꯨꯡ ꯌꯥꯝꯅ ꯄꯤꯖꯈꯤ꯫ ꯃꯈꯥꯗ ꯄꯤꯔꯤꯕ ꯋꯥꯍꯩ ꯄꯔꯦꯡ ꯑꯁꯤꯗ ꯄꯤꯔꯤꯕ ꯏꯃꯣꯁꯟ ꯑꯗꯨ ꯅꯨꯡꯉꯥꯏꯕ ꯅꯨꯡꯉꯥꯏꯇꯕ ꯅꯠꯇ꯭ꯔꯒꯥ ꯅꯤꯌꯨꯇꯔꯤꯁꯟ ꯍꯥꯏꯅ ꯀꯂꯥꯁꯤꯐꯥꯏ ꯇꯧ꯫ ꯑꯩꯒꯤ ꯅꯨꯡꯁꯤꯔꯕ ꯅꯨꯃꯤꯠ ꯑꯃ ꯂꯥꯀꯈꯤ꯫ ꯑꯩꯅ ꯅꯨꯡꯁꯤꯖꯔꯕ ꯅꯨꯃꯤꯠ ꯑꯃ ꯂꯥꯀꯈꯤ ꯍꯥꯏꯕ ꯋꯥꯍꯩ ꯑꯁꯤꯅ ꯄꯤꯔꯤꯕ ꯏꯃꯣꯁꯟ ꯑꯁꯤ ꯅꯨꯡꯉꯥꯏꯕ ꯑꯃꯅꯤ꯫ ꯋꯥꯍꯩ ꯄꯔꯦꯡ ꯑꯗꯨꯒꯤ ꯑꯔꯣꯏꯕꯗꯒꯤ ꯃꯔꯤꯁꯨꯕ ꯋꯥꯍꯩ ꯑꯗꯨ ꯊꯤꯌꯨ꯫ ꯃꯁꯤ ꯔꯦꯟꯗꯝ ꯑꯣꯏꯕ ꯋꯥꯍꯩ ꯑꯃꯅꯤ꯫ ꯋꯥꯍꯩ ꯄꯔꯦꯡ ꯑꯁꯤꯒꯤ ꯑꯔꯣꯏꯕꯗꯒꯤ ꯃꯔꯤꯁꯨꯕꯥ ꯋꯥꯍꯩꯗꯤ ꯀ"ꯍꯥꯏꯕꯅꯤ꯫ ꯌꯨꯅꯥꯏꯇꯦꯠ ꯁ꯭ꯇꯦꯠꯁꯀꯤ ꯏꯀꯣꯅꯣꯃꯤ ꯑꯁꯤ ꯋꯥꯍꯩ ꯃꯉꯥꯗ ꯐꯣꯡꯗꯣꯛꯄꯤꯌꯨ꯫ ꯌꯨꯅꯥꯏꯇꯦꯠ ꯁ꯭ꯇꯦꯠꯁ ꯑꯁꯤ ꯌꯥꯝꯅ ꯆꯥꯎꯈꯠꯄ ꯑꯃꯁꯨꯡ ꯃꯤꯛꯁ ꯇꯧꯔꯕ ꯏꯀꯣꯅꯣꯃꯤ ꯑꯃ ꯂꯩ ꯃꯍꯧꯁꯥꯒꯤ ꯔꯤꯁꯣꯔꯁꯁꯤꯡ ꯃꯔꯥꯡ ꯀꯥꯌꯅ ꯂꯩꯕ ꯂꯥꯏꯔꯤꯛ ꯍꯩꯕ ꯋꯥꯔꯛꯐꯣꯔꯁ ꯑꯍꯣꯡꯕ ꯏꯟꯐ꯭ꯔꯥꯟꯁꯇꯔꯛꯆꯔ ꯑꯃꯁꯨꯡ ꯇ꯭ꯔꯥꯟꯁꯄꯣꯔꯇꯦꯁꯟꯒꯤ ꯁꯤꯁꯇꯦꯁꯤꯡ ꯑꯃꯁꯨꯡ ꯇꯦꯛꯅꯣꯂꯣꯖꯤꯒꯤ ꯑꯣꯏꯕ ꯑꯅꯧꯕ ꯊꯧꯑꯣꯡꯁꯤꯡꯒꯤ ꯑꯋꯥꯡꯕ ꯊꯥꯛ ꯂꯩ꯫ ꯃꯁꯤ ꯅꯣꯃꯤꯅꯦꯜ ꯖꯤ ꯗꯤ ꯄꯤ ꯒꯤ ꯃꯇꯨꯡ ꯏꯟꯅ ꯃꯥꯂꯦꯝꯒꯤ ꯈ꯭ꯋꯥꯏꯗꯒꯤ ꯆꯥꯎꯕ ꯏꯀꯣꯅꯣꯃꯤꯅꯤ ꯑꯃꯁꯨꯡ ꯄꯔꯆꯦꯖ ꯄꯥꯋꯔ ꯄꯦꯔꯤꯇꯤꯒꯤ ꯃꯇꯨꯡ ꯏꯟꯅ ꯑꯅꯤꯁꯨꯕ ꯈ꯭ꯋꯥꯏꯗꯒꯤ ꯆꯥꯎꯕ ꯏꯀꯣꯅꯣꯃꯤꯅꯤ꯫ ꯌꯨ ꯑꯦꯁ ꯇꯥ ꯀꯦꯄꯤꯇꯦꯂꯤꯁ ꯃꯥꯔꯀꯦꯠꯇ ꯌꯨꯝꯐꯝ ꯑꯣꯏꯕ ꯏꯀꯣꯅꯣꯃꯤꯛ ꯁꯤꯁꯇꯦꯝ ꯑꯃ ꯂꯩꯔꯤ ꯃꯐꯝ ꯑꯗꯨꯗ ꯕꯤꯖꯤꯅꯦꯁꯁꯤꯡ ꯑꯃꯁꯨꯡ ꯃꯤꯑꯣꯏꯁꯤꯡꯅ ꯑꯐꯕ ꯃꯑꯣꯡꯗ ꯄꯣꯠꯂꯝꯁꯤꯡ ꯑꯃꯁꯨꯡ ꯁꯔꯕꯤꯁꯁꯤꯡ ꯄꯨꯊꯣꯛꯄ ꯑꯃꯁꯨꯡ ꯑꯦꯛꯆꯦꯟꯁ ꯇꯧꯕ ꯌꯥꯏ꯫ ꯒ꯭ꯔꯣꯠ ꯄꯔꯃꯣꯠ ꯇꯧꯕ ꯊꯕꯛ ꯐꯪꯗꯕꯒꯤ ꯆꯥꯡ ꯍꯟꯊꯍꯟꯕ ꯑꯃꯁꯨꯡ ꯏꯟꯐ꯭ꯂꯨꯌꯦꯟꯁ ꯆꯦꯛꯁꯤꯟꯅ ꯊꯝꯅꯕ ꯄꯥꯟꯗꯝ ꯊꯝꯂꯤꯕ ꯐꯤꯁ꯭ꯀꯦꯜ ꯑꯃꯁꯨꯡ ꯁꯦꯟꯃꯤꯠꯂꯣꯟꯒꯤ ꯊꯧꯁꯤꯜꯁꯤꯡꯒ ꯂꯣꯌꯅꯅ ꯁꯔꯀꯥꯔꯅ ꯏꯀꯣꯅꯣꯃꯤꯗ ꯃꯔꯨꯑꯣꯏꯕ ꯊꯧꯗꯥꯡ ꯂꯧꯔꯤ꯫ ꯌꯨ ꯑꯦꯁ ꯀꯤ ꯑꯆꯧꯕ ꯏꯟꯗꯁꯇ꯭ꯔꯤꯁꯤꯡꯒꯤ ꯃꯅꯨꯡꯗ ꯇꯦꯛꯅꯣꯂꯣꯖꯤ ꯐꯥꯏꯅꯥꯟꯁ ꯍꯦꯜꯀꯦꯌꯔ ꯂꯧꯎ ꯁꯤꯡꯎ ꯄꯦꯠꯇꯔꯣꯂꯤꯌꯝ ꯁꯇꯤꯜ ꯑꯃꯁꯨꯡ ꯃꯦꯟꯌꯨꯐꯦꯛꯆꯔꯤꯡ ꯌꯥꯎꯔꯤ꯫